ꯅꯨꯃꯤꯠ ꯀꯥꯞꯄ ꯋꯥꯍꯟꯊꯣꯛꯀꯤ ꯅꯨꯃꯤꯠꯄꯨ ꯇꯦꯟꯅ ꯀꯥꯞꯄ ꯑꯁꯤ ꯑꯔꯤꯕ ꯃꯤꯇꯩꯂꯣꯟꯒꯤ ꯁꯩꯔꯦꯡ ꯂꯤꯁꯥꯡ ꯑꯃꯅꯤ꯫ ꯂꯥꯢꯔꯤꯛ ꯑꯁꯤ ꯀꯨꯟꯊ꯭ꯔꯥꯍꯨꯝꯗꯣꯏ ꯑꯐꯇꯔ ꯗꯦꯠꯀꯤ ꯃꯃꯥꯡ ꯅꯠꯇ꯭ꯔꯒ ꯃꯇꯨꯡ ꯏꯅꯛ ꯅꯛꯅ ꯏꯕ ꯑꯣꯢꯔꯝꯒꯅꯤ ꯍꯥꯏꯅ ꯊꯥꯖꯅꯩ꯫ ꯂꯥꯢꯔꯤꯛ ꯑꯁꯤ ꯁꯩꯔꯦꯡ ꯑꯃꯗꯤ ꯋꯥꯔꯦꯡ ꯇꯪꯈꯥꯢ ꯇꯪꯈꯥꯢ ꯌꯥꯟꯅꯔꯒ ꯏꯕꯅꯤ꯫ ꯁꯩꯔꯦꯡ ꯑꯁꯤ ꯍꯧꯖꯤꯛ ꯐꯥꯎꯕꯗ ꯃꯤꯇꯩꯂꯣꯟꯒꯤ ꯂꯣꯢꯅꯁꯤꯟꯂꯣꯟꯗ ꯈ꯭ꯋꯥꯢꯗꯒꯤ ꯂꯤꯕ ꯁꯩꯔꯦꯡꯅꯤ ꯍꯥꯏꯅ ꯂꯧꯅꯔꯤ꯫ ꯁꯝꯂꯞꯄ ꯋꯥꯔꯤ ꯅꯨꯃꯤꯠ ꯀꯥꯞꯄ ꯁꯩꯔꯦꯡ ꯑꯁꯤꯗ ꯅꯨꯃꯤꯠ ꯑꯅꯤ ꯂꯩ꯫ ꯃꯈꯣꯢꯅꯤꯅ ꯃꯥꯂꯦꯝ ꯄꯨꯝꯕꯗ ꯉꯥꯟꯃꯤꯟꯅꯔꯝꯏ꯫ ꯑꯍꯤꯡ ꯁꯦꯝꯅꯅꯕ ꯑꯅꯤꯁꯤꯒꯤ ꯃꯅꯨꯡꯗ ꯑꯃ ꯍꯥꯠꯄ ꯇꯥꯔꯝꯢ꯫ ꯏꯆꯪ ꯊꯧꯕ ꯅꯨꯄꯥ ꯈ꯭ꯋꯥꯢ ꯅꯣꯡꯆꯦꯡ ꯄꯤꯄꯥ ꯑꯁꯤ ꯍꯩ ꯁꯤꯡꯂꯕ ꯇꯦꯟꯀꯥꯞꯄꯅꯤ꯫ ꯃꯍꯥꯛꯅ ꯅꯨꯃꯤꯠ ꯑꯅꯤ ꯑꯁꯤꯒꯤ ꯃꯅꯨꯡꯗ ꯑꯃ ꯇꯦꯟꯅ ꯀꯥꯞꯄꯤ꯫ ꯃꯩꯇꯩꯒꯤ ꯂꯥꯏꯔꯤꯛꯁꯤꯡꯒꯤ ꯃꯅꯨꯡꯗ ꯅꯨꯃꯤꯠ ꯀꯥꯞꯄ ꯍꯥꯏꯕꯁꯤ ꯌꯥꯝꯅ ꯂꯤꯔꯕ ꯂꯥꯏꯔꯤꯛ ꯑꯃꯅꯤ꯫ ꯃꯁꯤꯗ ꯏꯔꯤꯕ ꯂꯣꯟꯗꯥ ꯑꯁꯤ ꯃꯩꯇꯩꯂꯣꯟ ꯑꯔꯤꯕꯅꯤ꯫ ꯃꯁꯤꯗ ꯁꯟꯁ꯭ꯀ꯭ꯔꯤꯠ ꯕꯥꯡꯂꯥꯅꯆꯤꯡꯕ ꯂꯣꯟ ꯑꯇꯩꯒꯤ ꯋꯥꯍꯩ ꯋꯥꯇꯥ ꯌꯥꯎꯕ ꯎꯗꯦ꯫ ꯊꯥꯏꯅ ꯃꯃꯥꯡꯉꯩꯗꯒꯤ ꯍꯧꯗꯨꯅ ꯍꯧꯖꯤꯛ ꯐꯥꯎꯕꯗ ꯃꯩꯇꯩꯒꯤ ꯑꯃꯥꯏꯕꯁꯤꯡꯅ ꯆꯨꯞ ꯁꯥꯕꯗ ꯅꯨꯃꯤꯠ ꯀꯥꯞꯄꯗ ꯏꯔꯤꯕ ꯋꯥꯔꯤ ꯑꯁꯤ ꯂꯥꯏꯂꯣꯟ ꯑꯣꯏꯅ ꯁꯛ ꯁꯣꯟꯅꯩ꯫ ꯇꯥꯎꯍꯨꯏꯔꯦꯟ ꯑꯍꯟꯕꯒ ꯌꯣꯏꯃꯌꯥꯏ ꯅꯨꯃꯤꯠ ꯁꯅꯥ ꯈꯣꯝꯃꯗꯣꯟꯒ ꯑꯅꯤ ꯑꯁꯤ ꯃꯆꯤꯟ ꯃꯅꯥꯎ ꯃꯈꯣꯏ ꯃꯉꯥ ꯄꯣꯛꯃꯤꯟꯅꯕꯒꯤ ꯃꯊꯪꯁꯤꯠꯅ ꯃꯔꯤꯁꯨꯕ ꯑꯃꯁꯨꯡ ꯃꯉꯥꯁꯨꯕꯅꯤ꯫ ꯃꯈꯣꯏ ꯑꯅꯤꯅ ꯅꯨꯃꯤꯠ ꯑꯅꯤ ꯆꯪꯑꯣꯏꯅꯅ ꯊꯕꯥ ꯑꯅꯤ ꯂꯦꯡꯁꯟꯅꯅ ꯄꯥꯜꯂꯕꯒꯤ ꯃꯈꯣꯏꯒꯤ ꯃꯅꯥꯏ ꯑꯣꯏꯔꯤꯕ ꯈ꯭ꯋꯥꯏ ꯅꯣꯡꯆꯦꯟꯕꯝ ꯅꯥꯏꯖꯥ ꯌꯦꯛꯃꯥ ꯍꯥꯎꯇꯣꯡꯂꯥꯟ ꯅꯃꯨ ꯄꯣꯡꯉꯥꯂꯥꯆꯥ ꯑꯇꯟꯕ ꯑꯁꯤꯅ ꯃꯇꯣꯝꯇ ꯃꯄꯨ ꯑꯅꯤꯒꯤ ꯊꯧꯒꯜ ꯇꯧꯕꯗ ꯌꯥꯝꯅ ꯋꯥꯔꯦ ꯃꯄꯨꯡꯉꯣ ꯑꯅꯤ ꯑꯁꯤꯒꯤ ꯊꯕꯛ ꯇꯧꯕꯗ ꯃꯌꯨꯝ ꯃꯀꯩ ꯄꯥꯟꯕꯒꯤ ꯅꯨꯡꯉꯥꯏꯐꯝ ꯈꯪꯗ꯭ꯔꯦ꯫ ꯃꯆꯥ ꯅꯨꯄꯥ ꯍꯥꯎꯗꯪꯈꯨ ꯑꯃꯁꯨꯡ ꯃꯆꯥ ꯅꯨꯄꯤ ꯍꯥꯎꯗꯪꯍꯟꯕꯨ ꯅꯤꯡꯊꯤꯅ ꯅꯥꯎꯌꯣꯛꯄꯁꯨ ꯉꯝꯗ꯭ꯔꯦ꯫ ꯏꯄꯥꯔꯤ ꯍꯥꯎꯗꯪꯈꯨꯕꯨ ꯇꯔꯥ ꯆꯥꯛꯄꯨꯝ ꯁꯥꯏꯅ ꯅꯥꯎꯌꯣꯛꯐꯗꯦ ꯏꯃꯣꯝ ꯍꯥꯎꯗꯪꯍꯟꯕꯨ ꯅꯥꯎꯌꯣꯛꯐꯗꯦꯑꯦ ꯇꯥꯏꯂꯣꯜ ꯏꯔꯨꯝꯕꯤꯕꯨ ꯑꯣꯏꯔꯟ ꯊꯥꯅ ꯂꯥꯡꯒꯣꯟꯐꯗꯦꯑꯦ ꯍꯥꯏꯅ ꯋꯥꯎꯈꯤꯑꯦ꯫ ꯃꯔꯝ ꯑꯗꯨꯅ ꯃꯍꯥꯛꯅ ꯃꯕꯨꯡꯉꯣ ꯑꯅꯤ ꯑꯁꯤ ꯍꯥꯠꯅꯅꯕ ꯋꯥꯅ ꯇꯦꯟ ꯁꯥꯔꯒ ꯃꯍꯥꯛꯅ ꯑꯃꯨꯛ ꯀꯥꯞꯄꯗ ꯁꯣꯏꯗꯅ ꯄꯥꯟꯅꯅꯕ ꯑꯏꯟ ꯀꯟꯕꯒ ꯂꯣꯏꯅꯅ ꯃꯈꯨꯠ ꯆꯨꯝꯅꯅꯕ ꯍꯣꯠꯅꯈꯤ꯫ ꯅꯣꯡꯃ ꯃꯥꯒꯤ ꯅꯨꯄꯤꯅ ꯏꯁꯤꯡ ꯁꯣꯛꯇꯨꯅ ꯃꯀꯣꯛꯇ ꯐꯩꯖꯥ ꯁꯥꯔꯒ ꯏꯁꯤꯡ ꯄꯨꯜ ꯑꯊꯟꯕ ꯑꯃ ꯄꯨꯗꯨꯅ ꯂꯥꯛꯄꯗ ꯃꯍꯥꯛꯅ ꯇꯦꯟ ꯀꯥꯞꯇꯨꯅ ꯄꯨꯜ ꯑꯗꯨ ꯊꯨꯒꯥꯏꯈꯤ꯫ ꯃꯄꯥꯂꯤ ꯍꯥꯟꯅ ꯁꯥꯠꯄ ꯑꯃꯗꯤ ꯊꯥꯡꯌꯤꯀꯨꯝ ꯆꯤ ꯁꯠꯅ ꯂꯣꯢꯃꯣꯝ ꯀꯨꯝ ꯍꯝꯃꯥꯡꯅꯂꯦ ꯃꯥꯂꯦꯝ ꯂꯣꯢꯇ ꯀꯨꯃꯥꯅ ꯂꯣꯢꯁꯣꯟ ꯈꯣꯢꯃꯤꯠ ꯃꯥꯅꯞ ꯑꯣꯢꯈꯤꯑꯦ꯫ ꯊꯥꯡꯌꯤ ꯑꯍꯥꯡꯄ ꯂꯣꯢꯃꯣꯝ ꯑꯆꯥꯎꯄꯤꯀꯤ ꯍꯣꯢꯅ ꯃꯇꯨꯡꯏꯟꯅ ꯊꯥꯡꯌꯤ ꯃꯣꯂꯥꯁꯤ ꯂꯣꯢꯃꯣꯝ ꯃꯇꯥꯡꯄꯨ ꯁꯂꯣꯟꯅꯈꯤ꯫ ꯃꯄꯥꯂꯤ ꯀꯣꯟꯅ ꯁꯥꯠꯄ ꯑꯃꯇꯤ ꯀꯥꯢꯂꯣꯢ ꯑꯂꯨꯝ ꯇꯨꯀꯨ ꯃꯄꯥꯄꯨ ꯄꯨꯝꯀꯥꯡꯅꯂꯦ ꯀꯣꯂꯧ ꯆꯨꯃꯤꯊꯥꯡ ꯋꯥꯡꯄꯜ ꯅꯨꯃꯤꯊꯥꯡ ꯑꯣꯢꯅ ꯁꯥꯂꯣꯟꯅꯈꯤ꯫ ꯑꯂꯣꯢ ꯁꯉꯥꯢ ꯂꯥꯜꯄꯤꯆꯥ ꯌꯥꯎꯂꯣꯢ ꯃꯇꯨꯡꯏꯟꯅ ꯁꯉꯥꯢ ꯍꯌꯤꯡꯃꯤꯠꯄꯨ ꯁꯥꯂꯣꯟꯅꯈꯤ꯫ ꯍꯥꯢꯇꯄꯂꯥ꯫ ꯃꯄꯥꯂꯤ ꯑꯃ ꯁꯥꯠꯄꯇꯤ ꯅꯨꯃꯤꯇ ꯃꯅꯥꯎ ꯀꯥꯢꯇꯞ ꯀꯧꯑꯦ꯫ ꯂꯥꯢꯅꯤꯡ ꯂꯥꯢꯁꯣꯟꯗ ꯑꯔꯤꯕ ꯃꯤꯇꯩꯂꯣꯟ ꯑꯁꯤ ꯆꯨꯞꯁꯥꯕ ꯊꯧꯔꯝ ꯃꯤ ꯁꯤꯕꯒꯤ ꯊꯧꯔꯝ ꯑꯃꯗ ꯃꯥꯢꯕꯤꯁꯤꯡꯅ ꯍꯧꯖꯤꯛ ꯐꯥꯎꯕꯗ ꯁꯛꯅ ꯁꯣꯟꯅꯔꯤ꯫ꯍꯥꯏꯔꯤꯕ ꯆꯨꯞ ꯁꯥꯕꯒꯤ ꯊꯧꯔꯝ ꯑꯁꯤ ꯃꯃꯥꯡꯉꯩꯗꯒꯤ ꯍꯧꯅ ꯃꯤꯁꯤ ꯆꯥꯗꯅ ꯁꯤꯕ ꯎꯗꯒꯤ ꯇꯥꯗꯨꯅ ꯁꯤꯕ ꯏꯁꯤꯡꯗ ꯇꯥꯗꯨꯅ ꯁꯤꯕ ꯃꯔꯝ ꯆꯥꯗꯅ ꯁꯣꯛꯄꯟꯕ ꯁꯤꯕꯒ ꯃꯥꯟꯅꯅ ꯆꯣꯞꯄ ꯅꯪꯕꯅꯆꯤꯡꯕ ꯐꯠꯇꯕ ꯊꯧꯗꯣꯛ ꯑꯃꯕꯨ ꯃꯥꯒꯤ ꯁꯥꯒꯩ ꯅꯥꯇꯩꯗ ꯇꯦꯛꯁꯤꯟ ꯍꯟꯖꯤꯟꯗꯅꯕꯒꯤꯗꯃꯛ ꯆꯨꯞ ꯁꯥꯕꯒꯤ ꯊꯧꯔꯝ ꯑꯁꯤ ꯄꯥꯡꯊꯣꯛꯅꯔꯝꯃꯤ꯫